ꯕ꯭ꯂꯦꯛ ꯂꯧꯕꯥ ꯑꯁꯤ ꯅꯍꯥꯛꯀꯤ ꯋꯥꯈꯜ ꯑꯗꯨ ꯔꯤꯐ꯭ꯔꯦꯁ ꯇꯧꯅꯕꯥ ꯑꯃꯁꯨꯡ ꯄ꯭ꯔꯗꯛꯇꯤꯕꯤꯇꯤ ꯍꯦꯟꯒꯠꯍꯟꯅꯕ ꯃꯔꯨꯑꯣꯏ꯫ ꯀꯔꯤꯒꯤꯗꯃꯛ ꯅꯍꯥꯛꯅ ꯅꯨꯡꯉꯥꯏꯕ ꯊꯕꯛ ꯑꯃ ꯇꯧꯕꯗ ꯃꯇꯝ ꯈꯔ ꯁꯤꯖꯤꯟꯅꯗ꯭ꯔꯤꯕꯅꯣ ꯅꯠꯇꯔꯒ ꯃꯇꯝ ꯈꯔ ꯂꯦꯞꯂꯤꯕꯅꯣ? ꯅꯍꯥꯛꯀꯤ ꯏꯁꯥꯕꯨ ꯌꯦꯡꯁꯤꯟꯕ ꯅꯤꯡꯁꯤꯡꯕꯤꯌꯨ! ꯇꯦꯁ꯭ꯠ ꯑꯃꯒꯤꯗꯃꯛꯇ ꯇꯝꯅꯕꯒꯤ ꯃꯑꯣꯡ ꯑꯃꯥ ꯔꯤꯀꯃꯦꯟꯗ ꯇꯧ꯫ ꯇꯦꯁ꯭ꯠ ꯑꯃꯒꯤꯗꯃꯛꯇ ꯇꯝꯅꯕꯒꯤ ꯏꯐꯦꯛꯇꯤꯚ ꯑꯣꯏꯕ ꯃꯑꯣꯡ ꯑꯃꯗꯤ ꯅꯍꯥꯛꯀꯤ ꯁ꯭ꯇꯗꯤꯒꯤ ꯃꯆꯥꯛꯁꯤꯡ ꯑꯗꯨ ꯑꯣꯔꯒꯥꯅꯥꯏꯖ ꯇꯧꯗꯨꯅ ꯑꯃꯁꯨꯡ ꯄꯔꯤꯈꯥ ꯑꯗꯨꯗ ꯌꯥꯎꯒꯗꯕ ꯈ꯭ꯋꯥꯏꯗꯒꯤ ꯃꯔꯨꯑꯣꯏꯕ ꯍꯤꯔꯝꯁꯤꯡ ꯅꯠꯇꯔꯒ ꯋꯥꯈꯜꯂꯣꯟꯁꯤꯡ ꯈꯪꯗꯣꯛꯇꯨꯅ ꯍꯧꯕꯅꯤ꯫ ꯍꯤꯔꯝ ꯈꯨꯗꯤꯡꯃꯛ ꯔꯤꯚꯤꯌꯨ ꯇꯧꯅꯕ ꯑꯃꯁꯨꯡ ꯄ꯭ꯔꯦꯛꯇꯤꯁ ꯇꯧꯅꯕ ꯃꯇꯝ ꯃꯇꯤꯛ ꯆꯥꯅ ꯄꯤꯕ ꯁ꯭ꯇꯗꯤ ꯁꯦꯗ꯭ꯌꯨꯜ ꯑꯃ ꯁꯦꯝꯃꯨ꯫ ꯃꯆꯥꯛ ꯑꯗꯨ ꯌꯥꯝꯅ ꯋꯥꯅ ꯁꯟꯗꯣꯛꯅ ꯇꯥꯛꯄ, ꯁꯝꯃꯔꯥ꯭ꯏꯖ ꯅꯠꯇ꯭ꯔꯒ ꯐ꯭ꯂꯥꯁꯀꯥ꯭ꯔꯗ ꯁꯦꯝꯕ, ꯃꯁꯥꯃꯛꯄꯨ ꯇꯦꯁ꯭ꯠ ꯇꯧꯕꯥ, ꯅꯠꯇꯔꯒ ꯃꯆꯥꯛ ꯑꯗꯨ ꯑꯇꯣꯞꯄ ꯃꯤꯑꯣꯏ ꯑꯃꯗ ꯇꯝꯕꯤꯕ ꯑꯁꯤꯒꯨꯝꯕ ꯑꯦꯛꯇꯤꯕ ꯂꯔꯅꯤꯡ ꯁ꯭ꯇꯔꯥꯇꯦꯖꯤꯁꯤꯡ ꯁꯤꯖꯤꯟꯅꯧ꯫ ꯆꯥꯡ ꯅꯥꯏꯅ ꯕ꯭ꯔꯦꯛ ꯂꯧꯕ ꯑꯃꯁꯨꯡ ꯃꯇꯤꯛ ꯆꯥꯅꯥ ꯅꯨꯡꯉꯥꯏꯅ ꯂꯩꯕ ꯁꯣꯏꯗꯅ ꯇꯧꯕꯤꯌꯨ, ꯃꯔꯝꯗꯤ ꯏꯐꯦꯛꯇꯤꯚ ꯑꯣꯏꯕ ꯃꯍꯩ-ꯃꯁꯤꯡ ꯇꯝꯅꯕꯒꯤꯗꯃꯛꯇ ꯑꯅꯧꯕ ꯑꯃꯁꯨꯡ ꯃꯤꯠꯌꯦꯡ ꯊꯝꯕ ꯋꯥꯈꯜ ꯑꯁꯤ ꯌꯥꯝꯅ ꯃꯔꯨꯑꯣꯏ꯫ ꯑꯔꯣꯏꯕꯗ, ꯂꯥꯏꯔꯤꯛ ꯇꯝꯕ ꯍꯧꯅꯕꯒꯤꯗꯃꯛ ꯑꯔꯣꯏꯕ ꯃꯤꯅꯤꯠ ꯐꯥꯎꯕꯥ ꯉꯥꯏꯒꯅꯨ; ꯏꯅꯐꯣꯔꯃꯦꯁꯟ ꯑꯗꯨ ꯃꯄꯨꯡꯐꯥꯅ ꯈꯪꯖꯤꯟꯕ ꯑꯃꯁꯨꯡ ꯊꯝꯅꯕꯒꯤ ꯃꯇꯝ ꯃꯇꯤꯛ ꯆꯥꯅ ꯄꯤꯅꯕꯒꯤꯗꯃꯛ ꯇꯦꯁ꯭ꯠ ꯇꯧꯕꯒꯤ ꯇꯥꯡ ꯑꯗꯨꯒꯤ ꯃꯃꯥꯡꯗ ꯃꯆꯥꯛ ꯑꯗꯨ ꯔꯤꯚꯤꯌꯨ ꯇꯧꯕ ꯍꯧꯒꯗꯕꯅꯤ꯫ ꯅꯦꯠ ꯅ꯭ꯌꯨꯇꯔꯤꯑꯦꯂꯤꯇꯤꯒꯤ ꯃꯇꯥꯡꯗ ꯋꯥꯐꯝ ꯑꯅꯤ ꯏꯕꯤꯌꯨ꯫ ꯅꯦꯠ ꯅ꯭ꯌꯨꯇꯔꯤꯑꯦꯂꯤꯇꯤ ꯍꯥꯌꯕꯁꯤ ꯏꯟꯇꯔꯅꯦꯠ ꯁꯔꯚꯤꯁ ꯄ꯭ꯔꯣꯚꯥꯏꯗꯔꯁꯤꯡꯅ ꯏꯟꯇꯔꯅꯦꯠꯇ ꯂꯩꯕ ꯗꯦꯇ ꯄꯨꯝꯅꯃꯛ, ꯃꯗꯨꯒꯤ ꯁꯣꯔꯁ ꯅꯠꯇ꯭ꯔꯒ ꯃꯈꯜ ꯑꯃꯍꯦꯛꯇꯕꯨ ꯌꯦꯡꯗꯅ ꯆꯞ ꯃꯥꯟꯅꯅ ꯂꯩꯒꯗꯕꯅꯤ ꯍꯥꯏꯕꯒꯤ ꯄ꯭ꯔꯤꯟꯁꯤꯄꯜꯅꯤ꯫ ꯃꯁꯤꯅ ꯇꯥꯛꯄꯗꯤ ꯄ꯭ꯔꯣꯚꯥꯏꯗꯔꯁꯤꯡꯅ ꯑꯀꯛꯅꯕ ꯀꯟꯇꯦꯟꯠ ꯅꯠꯇꯈꯔꯒꯥ ꯌꯨꯖꯔ ꯅꯠꯇ꯭ꯔꯒ ꯇ꯭ꯔꯥꯟꯁꯃꯤꯠ ꯇꯧꯔꯤꯕ ꯗꯦꯇꯥꯒꯤ ꯃꯈꯜ ꯑꯗꯨꯒꯤ ꯃꯇꯨꯡꯏꯟꯅ ꯇꯣꯉꯥꯟꯅ ꯆꯥ꯭ꯔꯖ ꯇꯧꯕ ꯌꯥꯗꯦ ꯅꯠꯇꯔꯒ ꯇꯣꯉꯥꯟꯅ ꯆꯥ꯭ꯔꯖ ꯇꯧꯕꯥ ꯌꯥꯗꯦ꯫ ꯅꯦꯠ ꯅ꯭ꯌꯨꯇꯔꯤꯑꯦꯂꯤꯇꯤꯒꯤ ꯋꯥꯈꯜꯂꯣꯟ ꯑꯁꯤ ꯍꯧꯈꯤꯕ ꯆꯍꯤ ꯈꯔꯁꯤꯗ ꯌꯥꯝꯅ ꯋꯥꯅꯥ ꯈꯟꯅ-ꯅꯩꯅꯔꯕ ꯍꯤꯔꯝ ꯑꯃ ꯑꯣꯏꯔꯛꯈꯤ, ꯀꯌꯥ ꯑꯃꯅ ꯃꯁꯤ ꯏꯟꯇꯔꯅꯦꯠꯀꯤ ꯐ꯭ꯔꯤ ꯑꯃꯁꯨꯡ ꯑꯣꯄꯟ ꯑꯦꯛꯁꯦꯁ ꯉꯥꯛꯇꯨꯅ ꯊꯝꯅꯕꯒꯤꯗꯃꯛ ꯌꯥꯝꯅ ꯃꯔꯨꯑꯣꯏ ꯍꯥꯏꯅ ꯂꯥꯎꯊꯣꯛꯈꯤ꯫ ꯂꯤꯁꯤꯡ ꯑꯅꯤ ꯇꯔꯥ ꯃꯉꯥꯗꯥ ꯌꯨꯅꯥꯏꯇꯦꯗ ꯁ꯭ꯇꯦꯠꯁꯇ ꯂꯩꯕꯥ ꯐꯦꯗꯔꯦꯜ ꯀꯝꯃ꯭ꯌꯨꯅꯤꯀꯦꯁꯟ ꯀꯝꯃꯤꯁꯟ (ꯑꯦꯐ. ꯁꯤ. ꯁꯤ.)ꯅꯥ ꯅꯦꯠ ꯅ꯭ꯌꯨꯇꯔꯤꯑꯦꯂꯤꯇꯤ ꯉꯥꯛꯊꯣꯛꯅꯕ ꯆꯠꯅ-ꯀꯥꯡꯂꯣꯟ ꯑꯃ ꯁꯦꯝꯈꯤ, ꯑꯗꯨꯕꯨ ꯂꯤꯁꯤꯡ ꯑꯅꯤ ꯇꯔꯥ ꯇꯔꯦꯠ ꯇ ꯆꯠꯅ-ꯀꯥꯡꯂꯣꯅꯁꯤꯡ ꯑꯁꯤ ꯂꯧꯊꯣꯛꯈꯤꯕꯅ ꯃꯔꯝ ꯑꯣꯏꯗꯨꯅ ꯏꯟꯇꯔꯅꯦꯠꯀꯤ ꯇꯨꯡꯒꯤ ꯐꯤꯕꯝꯒꯤ ꯃꯇꯥꯡꯗ ꯍꯧꯖꯤꯛ ꯆꯠꯊꯔꯤꯕ ꯈꯟꯅ-ꯅꯩꯅꯕ ꯑꯃꯁꯨꯡ ꯋꯥꯔꯤ ꯁꯥꯅꯕ ꯍꯧꯈꯤ꯫ ꯀꯝꯄꯦꯅꯤ ꯑꯁꯤꯒꯤ ꯑꯅꯧꯕ ꯁꯔꯕꯤꯁ ꯑꯁꯤ ꯍꯧꯗꯣꯛꯂꯗꯨꯅ ꯋꯥꯔꯣꯜ ꯑꯃꯥ ꯏꯕꯤꯌꯨ꯫ ꯑꯩꯈꯣꯏꯒꯤ ꯑꯅꯧꯕ ꯁꯔꯕꯤꯁ ꯑꯁꯤ ꯕꯤꯖꯤꯅꯦꯁꯁꯤꯡꯅ ꯃꯈꯣꯏꯒꯤ ꯀꯁ꯭ꯇꯃꯔ ꯁꯔꯕꯤꯁ ꯑꯗꯨ ꯑꯣꯇꯣꯃꯦꯠ ꯇꯧꯕꯗ ꯃꯇꯦꯡ ꯄꯥꯡꯂꯤꯕ ꯄ꯭ꯂꯦꯠꯐ꯭ꯣꯔꯝ ꯑꯃꯅꯤ꯫ ꯃꯔꯨꯞꯁꯤꯡ, ꯃꯃꯤꯡ ꯂꯩꯔꯕ ꯃꯤꯊꯨꯡꯂꯦꯟꯁꯤꯡ, ꯑꯩꯈꯣꯏꯒꯤ ꯀꯝꯄꯦꯅꯤꯒꯤ ꯈ꯭ꯋꯥꯏꯗꯒꯤ ꯅꯧꯕ ꯑꯅꯧꯕ ꯊꯧꯑꯣꯡꯁꯤꯡ- ꯕꯤꯖꯤꯅꯦꯁꯁꯤꯡꯒꯤ ꯀ꯭ꯁꯇꯃꯔ ꯁꯔꯕꯤꯁꯇ ꯑꯍꯣꯡꯕ ꯑꯃ ꯄꯨꯔꯛꯅꯕ ꯁꯦꯝꯈꯤꯕ ꯄ꯭ꯂꯦꯠꯐ꯭ꯣꯔꯝ ꯑꯃ ꯍꯧꯗꯣꯛꯄ ꯑꯁꯤ ꯑꯩꯍꯥꯛꯀꯤ ꯌꯥꯝꯅ ꯅꯨꯡꯉꯥꯏꯕ ꯑꯃꯅꯤ꯫ ꯑꯩꯈꯣꯏꯅꯥ ꯈꯪꯂꯦ ꯃꯗꯨꯗꯤ ꯉꯁꯤꯒꯤ ꯈꯣꯡꯖꯦꯜ ꯌꯥꯡꯅ ꯆꯪꯁꯤꯜꯂꯤꯕ ꯃꯥꯂꯦꯝ ꯑꯁꯤꯗ ꯀ꯭ꯁꯇꯃꯔꯁꯤꯡꯅ ꯃꯈꯣꯏꯒꯤ ꯋꯥꯍꯪꯁꯤꯡ ꯑꯃꯁꯨꯡ ꯑꯋꯥꯕꯁꯤꯡꯗ ꯊꯨꯅꯥ ꯑꯃꯁꯨꯡ ꯌꯥꯝꯅ ꯊꯨꯅ ꯄꯥꯎꯈꯨꯝ ꯄꯤꯒꯅꯤ ꯍꯥꯏꯅ ꯊꯥꯖꯩ꯫ ꯃꯁꯤ ꯕꯤꯖꯤꯅꯦꯁ ꯀꯌꯥꯒꯤꯗꯃꯛ ꯁꯤꯡꯅꯕ ꯑꯃ ꯑꯣꯏꯕ ꯌꯥꯏ, ꯃꯔꯨꯑꯣꯏꯅ ꯀ꯭ꯁꯇꯃꯔ ꯁꯔꯕꯤꯁ ꯁ꯭ꯇꯥꯐꯁꯤꯡꯗ ꯑꯊꯤꯡꯕ ꯂꯩꯕ ꯃꯇꯝꯗ ꯅꯠꯇ꯭ꯔꯒ ꯋꯥꯍꯪꯁꯤꯡꯒꯤ ꯑꯆꯧꯕꯕꯚꯣꯜꯌꯨꯝ ꯑꯃ ꯂꯩꯕ ꯃꯇꯃꯗ꯫ ꯃꯁꯤꯗꯥ ꯑꯩꯈꯣꯏꯒꯤ ꯑꯅꯧꯕ ꯁꯔꯕꯤꯁ ꯑꯁꯤ ꯂꯥꯛꯂꯤ, ꯑꯩꯈꯣꯏꯒꯤ ꯄ꯭ꯂꯦꯠꯐ꯭ꯣꯔꯝ ꯑꯁꯤ ꯕꯤꯖꯤꯅꯦꯁꯁꯤꯡꯅ ꯃꯈꯣꯏꯒꯤ ꯀ꯭ꯁꯇꯃꯔ ꯁꯔꯕꯤꯁ ꯄ꯭ꯔꯣꯁꯦꯁꯁꯤꯡ ꯑꯣꯇꯣꯃꯦꯠ ꯇꯧꯕꯗ ꯃꯇꯦꯡ ꯄꯥꯡꯅꯕ ꯁꯦꯃꯈꯤꯕꯅꯤ꯫